ꯐ꯭ꯔꯥꯟꯁꯀꯤ ꯔꯤꯚꯣꯂꯨꯁꯟ ꯍꯥꯏꯅ ꯈꯪꯅꯕ ꯄꯨꯋꯥꯔꯤꯒꯤ ꯃꯇꯝꯒꯤ ꯃꯇꯥꯡꯗ ꯁꯟꯗꯣꯛꯅ ꯇꯥꯛꯄꯤꯌꯨ꯫ ꯐ꯭ꯔꯥꯟꯁꯀꯤ ꯔꯤꯚꯣꯂꯨꯁꯟ ꯑꯁꯤ ꯌꯨꯔꯣꯄꯤꯌꯟ ꯄꯨꯋꯥꯔꯤꯗ ꯃꯔꯨ ꯑꯣꯏꯕ ꯃꯇꯝ ꯑꯃꯅꯤ꯫ ꯃꯁꯤ ꯏꯪ ꯂꯤꯁꯤꯡ ꯑꯃꯒ ꯆꯇ꯭ꯔꯦꯠ ꯍꯨꯝꯗ꯭ꯔꯥ ꯃꯥꯄꯟꯗꯒꯤ ꯆꯠꯊꯔꯛꯈꯤꯕꯅꯤ꯫ ꯃꯁꯤ ꯁꯦꯜ-ꯊꯨꯝꯒꯤ, ꯈꯨꯟꯅꯥꯏꯒꯤ ꯑꯃꯁꯨꯡ ꯔꯥꯖꯅꯤꯇꯤꯒꯤ ꯑꯣꯏꯕ ꯌꯥꯝꯅ ꯂꯨꯕ ꯃꯇꯝ ꯑꯃꯗ ꯒꯅꯇꯟꯇ꯭ꯔꯒꯤ ꯔꯤꯐꯣꯔꯝꯒꯤ ꯂꯥꯟꯐꯝ ꯑꯃ ꯑꯣꯏꯅ ꯍꯧꯈꯤꯕꯅꯤ ꯑꯗꯨꯕꯨ ꯑꯔꯣꯏꯕꯗ ꯃꯁꯤꯅ ꯔꯥꯖꯅꯤꯇꯤꯒꯤ ꯊꯧꯔꯥꯡ ꯊꯨꯒꯥꯏꯕ ꯑꯃꯁꯨꯡ ꯋꯥꯡꯈꯠꯂꯛꯄꯥ ꯊꯣꯛꯍꯟꯈꯤ꯫ ꯔꯦꯗꯤꯀꯦꯜ ꯐꯦꯛꯁꯟꯁꯤꯡꯒꯤ ꯃꯇꯝ ꯑꯁꯤꯒꯤ ꯃꯅꯨꯡꯗ ꯐ꯭ꯔꯥꯟꯁꯇ ꯑꯆꯧꯕ ꯑꯍꯣꯡꯕ ꯀꯌꯥ ꯂꯥꯛꯈꯤ꯫ ꯃꯗꯨꯒꯤ ꯃꯅꯨꯡꯗ ꯑꯅꯧꯕ ꯁꯪꯕꯤꯙꯥꯟ ꯑꯃ ꯁꯦꯝꯈꯤ꯫ ꯇꯦꯔꯣꯔꯤꯖꯝꯒꯤ ꯔꯥꯖ꯭ꯌ ꯑꯃ ꯑꯣꯏꯅ ꯅꯦꯄꯣꯂꯤꯌꯟ ꯕꯣꯅꯥꯄꯥꯔꯠ ꯑꯁꯤ ꯃꯔꯨꯑꯣꯏꯕ ꯃꯤꯁꯛ ꯑꯃ ꯑꯣꯏꯅ ꯊꯣꯔꯛꯈꯤ꯫ ꯔꯤꯚꯣꯂ꯭ꯌꯨꯁꯟꯅ ꯌꯨꯔꯣꯞꯀꯤ ꯔꯥꯖꯅꯤꯇꯤꯒꯤ ꯑꯣꯏꯕ ꯃꯑꯣꯡ ꯃꯇꯧ ꯑꯗꯨ ꯑꯃꯨꯛ ꯍꯟꯅ ꯁꯦꯝꯗꯣꯛꯈꯤ ꯑꯃꯁꯨꯡ ꯂꯥꯛꯀꯗꯧꯔꯤꯕ ꯆꯍꯤꯆꯥ ꯑꯁꯤꯗ ꯂꯥꯛꯀꯗꯧꯔꯤꯕ ꯂꯥꯟꯐꯝ ꯀꯌꯥꯒꯤ ꯃꯐꯝ ꯑꯃ ꯁꯦꯝꯈꯤ꯫ 'ꯀꯔꯃ ' ꯍꯥꯏꯕ ꯋꯥꯈꯜꯂꯣꯟ ꯑꯁꯤ ꯀꯔꯤꯅꯣ? ꯀꯔꯃ ꯍꯥꯏꯕꯁꯤ ꯊꯕꯛ ꯅꯠꯇ꯭ꯔꯒ ꯊꯕꯛꯀꯤ ꯋꯥꯈꯜꯂꯣꯟꯅꯤ꯫ ꯃꯁꯤ ꯑꯌꯥꯝꯕꯅ ꯀꯅꯥꯒꯨꯝꯕ ꯑꯃꯒꯤ ꯇꯨꯡꯒꯤ ꯂꯩꯐꯝꯒꯤ ꯃꯑꯣꯡ ꯃꯇꯧꯗ ꯏꯊꯤꯜ ꯄꯤꯔꯤꯕ ꯃꯔꯝ ꯑꯃꯁꯨꯡ ꯃꯍꯩꯒꯤ ꯆꯀꯔ ꯄꯨꯝꯅꯃꯛ ꯊꯣꯛꯍꯜꯂꯤ ꯍꯥꯏꯅ ꯂꯧꯅꯩ꯫ ꯀꯔꯃ ꯍꯥꯏꯕ ꯋꯥꯍꯩ ꯑꯁꯤ ꯑꯔꯤꯕ ꯚꯥꯔꯠꯇꯒꯤ ꯍꯧꯔꯛꯄꯅꯤ꯫ ꯃꯐꯝ ꯑꯗꯨꯗ ꯃꯁꯤ ꯍꯤꯟꯗꯨ, ꯕꯨꯗꯙ, ꯖꯩꯟ ꯑꯃꯁꯨꯡ ꯁꯤꯈ ꯙꯔꯃꯒꯤ ꯃꯔꯨ ꯑꯣꯏꯕ ꯋꯥꯈꯜꯂꯣꯟ ꯑꯃꯅꯤ꯫ ꯀꯔꯃꯒꯤ ꯃꯇꯨꯡ ꯏꯟꯅ ꯊꯕꯛ ꯈꯨꯗꯤꯡꯃꯛꯀꯤ ꯑꯐꯕ ꯑꯃꯁꯨꯡ ꯐꯠꯇꯕ ꯑꯅꯤꯃꯛꯀꯤ ꯐꯜꯁꯤꯡ ꯂꯩ꯫ ꯃꯗꯨꯅ ꯍꯛꯊꯦꯡꯅꯅ ꯅꯠꯇ꯭ꯔꯒ ꯅꯥꯀꯣꯏꯅꯅ ꯑꯩꯈꯣꯏꯒꯤ ꯍꯧꯖꯤꯛ ꯑꯃꯁꯨꯡ ꯇꯨꯡꯒꯤ ꯑꯦꯛꯁꯄꯤꯔꯤꯌꯦꯟꯁꯁꯤꯡ ꯁꯦꯝꯒꯠꯂꯤ꯫ ꯃꯤꯑꯣꯏ ꯑꯃꯅ ꯃꯁꯤꯒꯤ ꯑꯃꯁꯨꯡ ꯃꯃꯥꯡꯒꯤ ꯂꯩꯐꯝꯒꯤ ꯐꯤꯚꯝꯁꯤꯡꯗ ꯇꯧꯈꯤꯕ ꯊꯕꯛꯁꯤꯡꯒꯤ ꯁꯣꯝ, ꯇꯨꯡꯒꯤ ꯂꯩꯐꯝꯁꯤꯡꯗ ꯃꯈꯣꯏꯒꯤ ꯂꯥꯏꯕꯛ ꯑꯗꯨ ꯂꯦꯞꯊꯣꯛꯄꯅꯤ ꯍꯥꯏꯅ ꯂꯧꯅꯩ꯫ ꯍꯦꯟꯅ ꯂꯥꯏꯕ ꯋꯥꯍꯟꯊꯣꯛ ꯑꯃꯗ ꯍꯥꯏꯔꯕꯗ, ꯑꯩꯈꯣꯏꯒꯤ ꯍꯧꯈꯤꯕ ꯊꯕꯛꯁꯤꯡ: ꯋꯥꯈꯜ, ꯋꯥꯍꯩ ꯑꯃꯁꯨꯡ ꯊꯕꯛꯁꯤꯡ ꯌꯥꯎꯅ ꯑꯩꯈꯣꯏꯒꯤ ꯇꯨꯡꯒꯤ ꯈꯣꯡꯆꯠꯇ ꯍꯛꯊꯦꯡꯅꯅ ꯁꯥꯐꯨ ꯄꯤꯔꯤ꯫ ꯄꯣꯖꯤꯇꯤꯚ ꯑꯣꯏꯕ ꯊꯕꯛꯁꯤꯡꯒ ꯂꯣꯏꯅꯅ ꯑꯐꯕ ꯐꯜꯁꯤꯡ ꯄꯨꯔꯛꯄ ꯑꯃꯁꯨꯡ ꯅꯦꯒꯦꯇꯤꯚ ꯑꯣꯏꯕ ꯊꯕꯛꯁꯤꯡꯅ ꯅꯦꯒꯦꯇꯤꯚ ꯑꯣꯏꯕ ꯐꯜꯁꯤꯡ ꯄꯨꯔꯛꯄ꯫ ꯑꯄꯤꯕ ꯋꯥꯈꯜꯂꯣꯟ ꯑꯗꯨ ꯈ꯭ꯋꯥꯏꯗꯒꯤ ꯅꯛꯅ ꯐꯣꯡꯗꯣꯛꯄ ꯋꯥꯍꯩ ꯑꯗꯨ ꯈꯜꯂꯨ꯫ ꯑꯩꯍꯥꯛꯅ ꯅꯨꯃꯤꯠ ꯍꯨꯝꯅꯤꯒꯤ ꯃꯅꯨꯡꯗ ꯄꯣꯠ ꯂꯩꯕꯗꯒꯤ ꯑꯇꯣꯞꯄ ꯊꯕꯛ ꯊꯧꯔꯝꯁꯤꯡ ꯇꯧꯕ ꯄꯥꯝꯃꯤ꯫ ꯃꯈꯥꯗ ꯄꯤꯔꯤꯕ ꯑꯣꯞꯁꯟꯁꯤꯡ ꯑꯁꯤꯒꯤ ꯃꯅꯨꯡꯗ ꯄꯤꯔꯤꯕ ꯋꯥꯈꯜꯂꯣꯟ ꯑꯁꯤ ꯈ꯭ꯋꯥꯏꯗꯒꯤ ꯅꯛꯅ ꯎꯠꯂꯤꯕ ꯋꯥꯍꯩ ꯑꯁꯤꯅꯤ: "ꯁꯣꯄꯤꯡ ꯑꯁꯤ ꯅꯨꯃꯤꯠ ꯍꯨꯝꯅꯤꯒꯤ ꯃꯅꯨꯡꯗ ꯇꯧꯕ ꯌꯥꯕ ꯊꯕꯛ ꯅꯠꯇꯦ; ꯑꯩꯅ ꯑꯩꯒꯤ ꯃꯇꯝ ꯑꯁꯤ ꯑꯇꯣꯞꯄ ꯊꯕꯛ ꯊꯧꯔꯝꯁꯤꯡꯗ ꯁꯤꯖꯤꯟꯅꯕꯅ ꯍꯦꯟꯅ ꯐꯩ"꯫ ꯏꯀꯣꯅꯣꯃꯤꯒꯤ ꯍꯧꯖꯤꯛ ꯑꯣꯏꯔꯤꯕ ꯐꯤꯚꯝꯒꯤ ꯃꯇꯥꯡꯗ ꯁꯟꯗꯣꯛꯅ ꯇꯥꯛꯄ ꯔꯤꯄꯣꯔꯠ ꯑꯃ ꯄꯨꯊꯣꯛꯄ- ꯑꯥꯔꯇꯤꯐꯤꯁꯤꯌꯦꯜ ꯏꯟꯇꯦꯂꯤꯖꯦꯟꯁ ꯑꯃ ꯑꯣꯏꯅ ꯑꯩꯍꯥꯛꯀꯤ ꯏꯀꯣꯅꯣꯃꯤꯒꯤ ꯍꯧꯖꯤꯛ ꯑꯣꯏꯔꯤꯕ ꯐꯤꯕꯝꯒꯤ ꯃꯇꯥꯡꯗ ꯔꯤꯑꯦꯜ ꯇꯥꯏꯝ ꯏꯟꯐꯣꯔꯃꯦꯁꯟ ꯂꯩꯇꯦ꯫ ꯃꯥꯂꯦꯝꯒꯤ ꯁꯦꯟꯃꯤꯠꯂꯣꯟ ꯑꯁꯤ ꯀꯝꯄ꯭ꯂꯦꯛꯁ ꯑꯣꯏ ꯑꯃꯁꯨꯡ ꯃꯁꯤꯗ ꯁꯔꯀꯥꯔꯒꯤ ꯄꯣꯂꯤꯁꯤꯁꯤꯡ, ꯏꯟꯇꯔꯅꯦꯁ꯭ꯅꯦꯜ ꯇ꯭ꯔꯦꯗ, ꯏꯟꯐ꯭ꯂꯦꯁꯟ, ꯑꯦꯛꯁꯆꯦꯟꯖ ꯔꯦꯠ ꯑꯃꯁꯨꯡ ꯑꯇꯣꯞꯄ ꯀꯌꯥ ꯌꯥꯎꯅ ꯋꯥꯐꯝ ꯀꯌꯥꯅ ꯏꯊꯤꯜ ꯄꯤꯔꯤ꯫ ꯃꯁꯤꯒꯤ ꯃꯊꯛꯇ ꯏꯀꯣꯅꯣꯃꯤꯛ ꯄꯔꯐꯣꯃꯦꯟꯁ ꯑꯁꯤ ꯂꯝꯗꯝ ꯑꯃꯗꯒꯤ ꯅꯠꯇ꯭ꯔꯒ ꯂꯩꯕꯥꯛ ꯑꯃꯗ ꯈꯦꯠꯅꯕ ꯌꯥꯏ꯫ ꯍꯧꯖꯤꯛ ꯑꯣꯏꯔꯤꯕ ꯁꯦꯟꯃꯤꯠꯂꯣꯟꯒꯤ ꯐꯤꯕꯝꯒꯤ ꯃꯇꯥꯡꯗ ꯑꯆꯨꯝꯕ ꯔꯤꯄꯣꯔꯠ ꯑꯃ ꯄꯨꯊꯣꯛꯅꯕꯒꯤꯗꯃꯛꯇ ꯑꯩꯍꯥꯛꯅ ꯁꯔꯀꯥꯔꯒꯤ ꯑꯦꯖꯦꯟꯁꯤꯁꯤꯡ, ꯁꯦꯜ-ꯊꯨꯝꯒꯤ ꯏꯟꯁꯇꯤꯇ꯭ꯌꯨꯁꯟꯁꯤꯡ ꯑꯃꯁꯨꯡ ꯃꯃꯤꯡ ꯂꯩꯔꯕ ꯄꯥꯎ-ꯆꯦꯁꯤꯡꯒꯨꯝꯕ ꯊꯥꯖꯕ ꯌꯥꯕ ꯁꯣꯔꯁꯁꯤꯡꯗꯒꯤ ꯃꯇꯝꯒ ꯆꯥꯟꯅꯕ ꯏꯟꯐꯣꯔꯃꯦꯁꯟꯁꯤꯡ ꯐꯪꯍꯟꯕ ꯃꯊꯧ ꯇꯥꯒꯅꯤ꯫